ꯅꯦꯁꯅꯦꯜ ꯔꯤꯁꯥꯔꯁ ꯂꯦꯕꯣꯔꯦꯇꯔꯤ ꯐꯣꯔ ꯀꯟꯖꯥꯔꯚꯦꯁꯟ ꯑꯣꯐ ꯀꯜꯆꯔꯦꯜ ꯄ꯭ꯔꯣꯄꯔꯇꯤꯕꯨ ꯅꯦꯁꯅꯦꯜ ꯀꯟꯐꯔꯦꯟꯁ ꯑꯣꯐ ꯀꯦꯊꯣꯂꯤꯛ ꯕꯤꯁꯣꯞꯁꯤꯡꯒꯤ ꯍꯛꯊꯦꯡꯅꯕꯥ ꯌꯦꯡꯁꯤꯟꯕꯗꯒꯤ ꯇꯣꯈꯥꯏꯅꯥ ꯊꯝꯒꯗꯕꯥ ꯑꯣꯔꯒꯥꯅꯥꯏꯖꯦꯁꯅꯦꯜ ꯃꯣꯗꯦꯜ ꯑꯃꯥ ꯄ꯭ꯔꯄꯣꯖ ꯇꯧꯈꯤ ꯑꯃꯁꯨꯡ ꯂꯤꯁꯤꯡ ꯑꯃ ꯆꯃꯥꯄꯟ ꯍꯨꯝꯗ꯭ꯔꯥ ꯍꯨꯝꯗꯣꯏ ꯑꯍꯥꯟꯕꯥ ꯆꯍꯤꯗꯥ ꯅꯦꯁꯅꯦꯜ ꯔꯤꯁꯥꯔꯁ ꯂꯦꯕꯣꯔꯦꯇꯔꯤ ꯐꯣꯔ ꯀꯟꯖꯥꯔꯚꯦꯁꯟ ꯑꯣꯐ ꯀꯜꯆꯔꯦꯜ ꯄ꯭ꯔꯣꯄꯔꯇꯤ ꯖꯦꯝꯁ ꯇꯤ ꯃꯦꯀꯍꯨ ꯑꯃꯁꯨꯡ ꯃꯍꯥꯛꯀꯤ ꯑꯦꯛꯖꯤꯀ꯭ꯌꯨꯇꯤꯕ ꯑꯦꯁꯤꯁ꯭ꯇꯦꯟꯠ ꯃꯥꯏꯀꯦꯜ ꯇꯦꯂꯔꯅꯥ ꯇꯣꯉꯥꯟꯕꯥ ꯊꯧꯔꯥꯡ ꯑꯃꯥ ꯊꯝꯈꯤ꯫ ꯀꯦꯄꯤꯇꯦꯜꯒꯤ ꯆꯩꯔꯥꯛ ꯄꯤꯕ ꯀꯦꯄꯤꯇꯦꯜ ꯄꯅꯤꯁꯃꯦꯟꯠꯀꯤ ꯃꯥꯌꯣꯛꯇꯥ ꯂꯩꯕꯥ ꯃꯤꯑꯣꯏꯁꯤꯡꯅꯥ ꯃꯁꯤ ꯄꯨꯟꯁꯤꯒꯤ ꯍꯛ ꯊꯨꯒꯥꯏꯕꯅꯤ ꯍꯥꯏꯅꯥ ꯂꯧꯏ ꯑꯗꯨꯒꯥ ꯃꯁꯤꯒꯤ ꯁꯄꯣꯔꯇꯔꯁꯤꯡꯅꯥ ꯍꯥꯏꯔꯤ ꯃꯗꯨꯗꯤ ꯁꯤꯕꯒꯤ ꯆꯩꯔꯥꯛ ꯑꯁꯤ ꯄꯨꯟꯁꯤꯒꯤ ꯍꯛ ꯊꯨꯒꯥꯏꯕꯥ ꯅꯠꯇꯦ ꯃꯔꯝꯗꯤ ꯄꯨꯟꯁꯤꯒꯤ ꯍꯛ ꯑꯁꯤ ꯖꯁꯇꯤꯁꯀꯤ ꯋꯥꯈꯜꯂꯣꯟ ꯑꯃꯗꯥ ꯏꯀꯥꯏ ꯈꯨꯝꯅꯕꯒꯥ ꯂꯣꯏꯅꯅꯥ ꯆꯠꯅꯒꯗꯕꯅꯤ꯫ ꯑꯦꯄꯣꯏꯟꯠꯃꯦꯟꯠꯁꯤꯡꯅꯥ ꯊꯥꯖꯩ ꯃꯗꯨꯗꯤ ꯀꯦꯄꯤꯇꯦꯜ ꯄꯅꯤꯁꯃꯦꯟꯠ ꯑꯁꯤ ꯃꯤꯑꯣꯏꯕꯒꯤ ꯍꯛꯁꯤꯡꯒꯤ ꯈ꯭ꯆꯥꯂꯆ ꯏꯗꯒꯤ ꯐꯠꯇꯕꯥ ꯂꯝꯆꯠ ꯁꯥꯖꯠꯅꯤ ꯃꯔꯝꯗꯤ ꯄꯨꯟꯁꯤꯒꯤ ꯍꯛ ꯑꯁꯤ ꯈ꯭ꯋꯥꯏꯗꯒꯤ ꯃꯔꯨꯑꯣꯏꯕꯅꯤ ꯑꯃꯁꯨꯡ ꯀꯦꯄꯤꯇꯦꯜ ꯄꯅꯤꯁꯃꯦꯟꯠꯅꯥ ꯃꯁꯤꯕꯨ ꯃꯊꯧ ꯇꯥꯗꯅꯥ ꯊꯨꯒꯥꯏꯔꯤ ꯑꯃꯁꯨꯡ ꯀꯟꯅꯥꯜ ꯇꯧꯔꯕꯥ ꯃꯤꯑꯣꯏꯁꯤꯡꯗꯥ ꯁꯥꯏꯀꯣꯂꯣꯖꯤꯀꯦꯜ ꯇꯔꯆꯔ ꯑꯃꯥ ꯄꯤ꯫ ꯃꯤꯑꯣꯏꯕꯒꯤ ꯍꯛꯁꯤꯡꯒꯤ ꯑꯦꯛꯇꯤꯕꯤꯁ꯭ꯠꯁꯤꯡꯅꯥ ꯁꯤꯕꯒꯤ ꯆꯩꯔꯥꯛ ꯑꯁꯤ ꯑꯀꯟꯕ ꯃꯤꯑꯣꯏꯕꯥ ꯌꯥꯎꯗꯕ ꯑꯃꯁꯨꯡ ꯃꯤꯅꯨꯡꯁꯤ ꯂꯩꯇ꯭ꯔꯕꯥ ꯆꯩꯔꯥꯛ ꯍꯥꯏꯅ ꯀꯧꯏ ꯑꯃꯁꯨꯡ ꯑꯦꯝꯅꯦꯁ꯭ꯇꯤ ꯏꯟꯇꯔꯅꯦꯁꯅꯦꯜꯅꯥ ꯃꯁꯤꯕꯨ ꯍ꯭ꯌꯨꯃꯦꯟ ꯔꯥꯏꯠꯁꯀꯤ ꯑꯔꯣꯏꯕꯥ ꯂꯧꯊꯣꯛꯄ ꯌꯥꯗꯕꯥ ꯍꯥꯏꯅꯥ ꯂꯧꯏ꯫ ꯌꯨꯅꯥꯏꯇꯦꯗ ꯅꯦꯁꯟꯁ ꯖꯦꯅꯦꯔꯦꯜ ꯑꯦꯁꯦꯝꯕ꯭ꯂꯤꯅꯥ ꯑꯃꯁꯨꯡ ꯂꯤꯁꯤꯡ ꯑꯅꯤ ꯇꯔꯥꯇꯔꯨꯛꯇ ꯅꯟ ꯕꯥꯏꯟꯗꯤꯡ ꯔꯤꯖꯣꯂꯨꯁꯟꯁꯤꯡ ꯂꯧꯈꯠꯈ꯭ꯔꯦ ꯃꯁꯤꯗꯥ ꯃꯥꯂꯦꯝꯒꯤ ꯑꯣꯏꯅꯥ ꯐꯥꯖꯤꯅꯕꯒꯤ ꯊꯧꯑꯣꯡꯁꯤꯡ ꯃꯣꯔꯦꯇꯣꯔꯤꯌꯨꯝ ꯑꯃꯥ ꯊꯝꯅꯕꯥ ꯀꯧꯈ꯭ꯔꯦ ꯃꯁꯤꯅꯥ ꯑꯔꯣꯏꯕꯗꯥ ꯂꯣꯏꯁꯤꯟꯅꯕꯥ ꯃꯤꯠꯌꯦꯡ ꯊꯝꯂꯤ꯫ ꯄ꯭ꯂꯥꯁ꯭ꯇꯤꯛ ꯄꯣꯂꯨꯁꯟꯅꯥ ꯁꯃꯨꯗ꯭ꯔ ꯁꯃꯨꯗ꯭ꯔ ꯈꯣꯡꯕꯥꯜ ꯇꯨꯔꯦꯜ ꯑꯃꯁꯨꯡ ꯂꯝꯁꯤꯡꯗꯥ ꯁꯣꯛꯍꯜꯂꯤ꯫ ꯃꯊꯛꯀꯤ ꯂꯦꯝꯍꯧꯔꯤꯕꯥ ꯑꯗꯨꯗꯒꯤ ꯘꯗꯤꯒꯤ ꯃꯇꯨꯡ ꯏꯟꯅꯥ ꯃꯥꯜꯗꯤꯕꯁꯇꯥ ꯒꯣꯁ꯭ꯠ ꯅꯦꯠ ꯑꯃꯗꯥ ꯆꯦꯟꯊꯔꯛꯄꯥ ꯑꯣꯂꯤꯚ ꯔꯤꯗꯂꯤ ꯁꯃꯨꯗ꯭ꯔꯒꯤ ꯀꯥꯡꯕꯨ ꯏꯖꯤꯞꯇꯀꯤ ꯁꯥꯐꯥꯒꯥꯒꯤ ꯃꯅꯥꯛꯇꯥ ꯂꯩꯕꯥ ꯁꯔꯝ ꯑꯦꯜ ꯅꯥꯒꯥ ꯕꯤꯆꯀꯤ ꯄ꯭ꯂꯥꯁ꯭ꯇꯤꯛ ꯄꯣꯂꯨꯁꯟ꯫ ꯇꯤꯂꯥꯐꯨꯁꯤꯒꯤ ꯁꯔꯀꯥꯔꯅꯥ ꯑꯌꯥꯕꯥ ꯄꯤꯔꯕꯥ ꯒꯥꯔꯕꯦꯖ ꯑꯥꯏꯂꯦꯟꯗ ꯗꯥ ꯄ꯭ꯂꯥꯁ꯭ꯇꯤꯛ ꯑꯃꯣꯠꯄꯁꯤꯡꯒꯤ ꯊꯥꯎꯃꯩꯁꯤꯡ ꯀꯦꯃꯔꯨꯟꯒꯤ ꯗꯧꯂꯥꯗꯥ ꯂꯩꯕꯥ ꯋꯨꯔꯤ ꯇꯨꯔꯦꯜꯒꯤ ꯁꯔꯨꯛ ꯑꯃꯥ ꯄ꯭ꯂꯥꯁ꯭ꯇꯤꯛꯅꯥ ꯃꯄꯨꯡ ꯐꯥꯅꯥ ꯊꯨꯒꯥꯏꯔꯕꯥ꯫ ꯄ꯭ꯂꯥꯁ꯭ꯇꯤꯛ ꯄꯣꯂꯨꯁꯟ ꯍꯥꯏꯕꯁꯤ ꯄ꯭ꯔ꯭ꯤꯊꯤꯕꯤꯒꯤ ꯑꯀꯣꯏꯕꯗꯥ ꯄ꯭ꯂꯥꯁ꯭ꯇꯤꯛ ꯑꯣꯕꯖꯦꯛꯁꯤꯡ ꯑꯃꯁꯨꯡ ꯄꯥꯔꯇꯤꯀꯜꯁꯤꯡ ꯈꯨꯗꯝ ꯑꯣꯏꯅꯥ ꯄ꯭ꯂꯥꯁ꯭ꯇꯤꯛ ꯕꯣꯇꯜꯁꯤꯡ ꯕꯦꯒꯁꯤꯡ ꯑꯃꯁꯨꯡ ꯃꯥꯏꯀ꯭ꯔꯣꯕꯤꯗꯁꯤꯡ ꯊꯨꯒꯥꯏꯗꯨꯅꯥ ꯃꯤꯑꯣꯏꯕꯁꯤꯡ ꯂꯝꯂꯛꯀꯤ ꯁꯥ ꯎꯆꯦꯛꯁꯤꯡ ꯑꯃꯁꯨꯡ ꯃꯈꯣꯏꯒꯤ ꯂꯩꯐꯝꯗꯥ ꯑꯀꯥꯏꯕꯥ ꯄꯤꯕꯅꯤ꯫ ꯄꯣꯂꯨꯁꯟ ꯑꯣꯏꯅꯥ ꯊꯕꯛ ꯇꯧꯕꯥ ꯄ꯭ꯂꯥꯁ꯭ꯇꯤꯛꯁꯤꯡ ꯑꯁꯤ ꯁꯥꯏꯖꯒꯤ ꯃꯇꯨꯡ ꯏꯟꯅꯥ ꯃꯥꯏꯀ꯭ꯔꯣ ꯃꯦꯁꯣ ꯅꯠꯇ꯭ꯔꯒꯥ ꯃꯦꯀ꯭ꯔꯣ ꯗꯦꯕ꯭ꯔꯤꯁꯁꯤꯡꯗꯥ ꯀꯦꯇꯦꯒꯣꯔꯤ ꯈꯥꯌꯗꯣꯛꯏ꯫ ꯄ꯭ꯂꯥꯁ꯭ꯇꯤꯛꯁꯤꯡ ꯑꯁꯤ ꯃꯃꯜ ꯍꯣꯡꯕꯥ ꯑꯃꯁꯨꯡ ꯇꯦꯛꯇ ꯀꯥꯏꯗꯕꯥ ꯑꯣꯏꯕꯅꯥ ꯃꯈꯣꯏ ꯑꯁꯤ ꯇꯣꯉꯥꯟ ꯇꯣꯉꯥꯟꯕꯥ ꯁꯤꯖꯤꯟꯅꯅꯕꯒꯤꯗꯃꯛ ꯌꯥꯝꯅꯥ ꯑꯦꯗꯞꯇꯦꯕꯜ ꯑꯣꯏꯍꯜꯂꯤ ꯃꯁꯤꯒꯤ ꯃꯍꯩ ꯑꯣꯏꯅꯥ ꯃꯦꯅ꯭ꯌꯨꯐꯦꯛꯆꯔꯔꯁꯤꯡꯅꯥ ꯑꯇꯣꯞꯄꯥ ꯃꯆꯥꯛꯁꯤꯡꯒꯤ ꯃꯍꯨꯠꯇꯥ ꯄ꯭ꯂꯥꯁ꯭ꯇꯤꯛ ꯁꯤꯖꯤꯟꯅꯅꯕꯥ ꯈꯜꯂꯤ꯫ ꯑꯗꯨꯝ ꯑꯣꯏꯅꯃꯛ ꯑꯌꯥꯝꯕꯥ ꯄ꯭ꯂꯥꯁ꯭ꯇꯤꯛꯁꯤꯡꯒꯤ ꯀꯦꯃꯤꯀꯦꯜ ꯁ꯭ꯇ꯭ꯔꯛꯆꯔ ꯑꯁꯤꯅꯥ ꯃꯈꯣꯏꯕꯨ ꯃꯍꯧꯁꯥꯒꯤ ꯑꯣꯏꯕꯥ ꯊꯧꯑꯣꯡ ꯀꯌꯥꯗꯥ ꯁꯣꯛꯍꯜꯂꯤ ꯑꯃꯁꯨꯡ ꯃꯁꯤꯒꯤ ꯃꯍꯩ ꯑꯣꯏꯅꯥ ꯃꯈꯣꯏ ꯑꯁꯤ ꯁꯣꯛꯍꯟꯕꯗꯥ ꯇꯞꯅꯥ ꯇꯞꯅꯥ ꯆꯠꯂꯤ꯫ ꯐꯦꯛꯇꯔ ꯑꯅꯤ ꯑꯁꯤꯅꯥ ꯄꯨꯟꯅꯥ ꯄ꯭ꯂꯥꯁ꯭ꯇꯤꯛ ꯑꯆꯧꯕꯥ ꯚꯣꯜꯌꯨꯝꯁꯤꯡ ꯑꯁꯤ ꯑꯁꯣꯏ ꯑꯉꯥꯝ ꯌꯥꯎꯗꯕꯥ ꯑꯃꯣꯠꯄꯥ ꯑꯣꯏꯅꯥ ꯑꯀꯣꯏꯕꯗꯥ ꯆꯪꯂꯛꯄꯥ ꯑꯃꯁꯨꯡ ꯏꯀꯣꯁꯤꯁ꯭ꯇꯦꯝꯗꯥ ꯂꯦꯡꯗꯅꯥ ꯂꯩꯕꯥ ꯌꯥꯍꯜꯂꯤ꯫